ꯉꯥꯂꯩꯃ ꯑꯄꯤꯛꯄꯤ ꯍꯥꯏꯕꯁꯤ ꯗꯦꯅꯤꯁ ꯂꯣꯟꯗ ꯍꯦꯟꯁ ꯈ꯭ꯔꯤꯁ꯭ꯇꯤꯌꯥꯟ ꯑꯦꯟꯗꯔꯁꯟꯅ ꯏꯕ ꯑꯁꯦꯝ ꯋꯥꯔꯤ ꯑꯃꯅꯤ꯫ ꯋꯥꯔꯤ ꯁꯤ ꯅꯤꯡꯊꯧꯒꯤ ꯃꯆꯥꯅꯨꯄꯤ ꯇꯥꯔꯨꯛ ꯂꯩ, ꯃꯈꯣꯏ ꯈꯨꯗꯤꯡꯃꯛꯅ ꯆꯍꯤ ꯑꯃꯒꯤ ꯈꯦꯠꯅꯕ ꯄꯣꯛꯏ꯫ ꯃꯆꯥꯅꯨꯄꯤ ꯑꯇꯣꯟꯕꯤ (ꯂꯤꯇꯜ ꯃꯔꯃꯦꯗ ꯀꯧꯕ) ꯑꯁꯤꯅ ꯃꯤꯑꯣꯏꯕꯒꯤ ꯃꯥꯂꯦꯝ ꯑꯁꯤ ꯄꯥꯝꯃꯤ ꯑꯃꯁꯨꯡ ꯃꯍꯥꯛꯀꯤ ꯂꯩꯀꯣꯜꯗ ꯃꯍꯥꯛꯀꯤ ꯃꯃꯥꯗꯒꯤ ꯃꯤꯑꯣꯏꯕꯒꯤ ꯃꯤꯇꯝ ꯑꯃ ꯊꯝꯃꯤ꯫ ꯃꯔꯃꯦꯗ ꯑꯃꯅ ꯆꯍꯤ ꯇꯔꯥꯃꯉꯥ ꯁꯨꯔꯛꯄ ꯃꯇꯝꯗ, ꯃꯍꯥꯛꯄꯨ ꯃꯊꯛꯇ ꯂꯩꯔꯤꯕ ꯃꯥꯂꯦꯝꯒꯤ ꯃꯤꯠꯌꯦꯡ ꯑꯃ ꯎꯅꯕ ꯑꯍꯥꯟꯕ ꯑꯣꯏꯅ ꯂꯩꯃꯥꯏꯗ ꯏꯔꯣꯏꯕꯒꯤ ꯑꯌꯥꯕ ꯄꯤꯔꯝꯃꯤ꯫ ꯃꯔꯃꯦꯗ ꯇꯥꯔꯨꯛ ꯑꯗꯨ ꯃꯇꯤꯛ ꯆꯥꯅ ꯑꯍꯜ ꯑꯣꯏꯔꯛꯄ ꯃꯇꯝꯗ, ꯃꯈꯣꯏ ꯈꯨꯗꯤꯡꯃꯛꯅ ꯆꯍꯤ ꯈꯨꯗꯤꯡꯒꯤ ꯃꯇꯝ ꯑꯃꯗ ꯑꯋꯥꯡꯕ ꯃꯥꯂꯦꯝꯗ ꯆꯠꯂꯤ꯫ ꯈꯨꯗꯤꯡꯃꯛ ꯍꯜꯂꯛꯄꯒ ꯂꯣꯏꯅꯅ, ꯂꯤꯇꯜ ꯃꯔꯃꯦꯗ ꯑꯗꯨꯅ ꯃꯤꯑꯣꯏꯕꯅ ꯈꯨꯟꯗꯥꯔꯤꯕ ꯃꯥꯂꯦꯝꯒꯤ ꯃꯇꯥꯡꯗ ꯃꯈꯣꯏꯒꯤ ꯇꯣꯉꯥꯟ-ꯇꯣꯉꯥꯟꯕ ꯁꯟꯗꯣꯛꯅ ꯇꯥꯛꯄ ꯋꯥꯔꯣꯜꯁꯤꯡ ꯑꯗꯨ ꯌꯥꯝꯅ ꯁꯥꯡꯅ ꯇꯥꯛꯏ꯫ ꯂꯤꯇꯜ ꯃꯔꯃꯦꯗꯀꯤ ꯃꯇꯝ ꯂꯥꯛꯄ ꯃꯇꯝꯗ, ꯃꯍꯥꯛ ꯂꯩꯃꯥꯏ ꯐꯥꯎꯕ ꯋꯥꯡꯈꯠꯂꯛꯏ, ꯐꯖꯔꯕ ꯅꯤꯡꯊꯧꯃꯆꯥ ꯑꯃꯒꯤ ꯏꯀꯥꯏꯈꯨꯝꯅꯕ ꯑꯣꯏꯅ ꯖꯍꯥꯖ ꯑꯃꯗ ꯄꯥꯡꯊꯣꯛꯂꯤꯕ ꯃꯄꯣꯛ ꯅꯨꯃꯤꯠꯀꯤ ꯊꯧꯔꯝ ꯑꯃ ꯌꯦꯡꯉꯤ, ꯑꯃꯁꯨꯡ ꯁꯥꯐꯕ ꯑꯔꯥꯞꯄꯗꯒꯤ ꯃꯍꯥꯛꯄꯨ ꯌꯦꯡꯖꯩ꯫ ꯃꯗꯨꯒꯤ ꯃꯇꯨꯡꯗ ꯍꯤꯡꯁꯥꯒꯤ ꯑꯣꯏꯕ ꯅꯣꯡꯂꯩ-ꯅꯨꯡꯁꯤꯠ ꯑꯃꯅ ꯌꯧꯔꯛꯏ, ꯖꯍꯥꯖ ꯑꯗꯨ ꯂꯨꯞꯍꯜꯂꯤ, ꯑꯃꯁꯨꯡ ꯂꯤꯇꯜ ꯃꯔꯃꯦꯗꯅ ꯅꯤꯡꯊꯧꯃꯆꯥ ꯑꯗꯨꯕꯨ ꯏꯔꯥꯛꯅꯕꯗꯒꯤ ꯀꯟꯕꯤꯔꯝꯃꯤ꯫ ꯃꯍꯥꯛꯅ ꯃꯍꯥꯛꯄꯨ ꯂꯥꯏꯁꯪ ꯑꯃꯒꯤ ꯃꯅꯥꯛꯇ ꯂꯩꯕ ꯇꯣꯔꯕꯥꯟꯗ ꯋꯥꯈꯜ ꯈꯪꯗꯅ ꯄꯨꯔꯛꯏ꯫ ꯃꯐꯝ ꯑꯁꯤꯗ, ꯂꯤꯇꯜ ꯃꯔꯃꯦꯗ ꯑꯗꯨꯅ ꯂꯥꯏꯁꯪ ꯑꯗꯨꯗꯒꯤ ꯅꯍꯥ ꯑꯣꯏꯔꯤꯕ ꯅꯤꯄꯥ ꯑꯃ ꯑꯃꯁꯨꯡ ꯃꯍꯥꯛꯀꯤ ꯉꯥꯏꯔꯤꯕ ꯅꯨꯄꯤꯁꯤꯡꯅ ꯃꯍꯥꯛꯄꯨ ꯐꯪꯗ꯭ꯔꯤꯕꯐꯥꯎꯕ ꯉꯥꯏꯔꯤ꯫ ꯃꯍꯥꯛꯄꯨ ꯅꯨꯡꯉꯥꯏꯇꯕ ꯐꯥꯎꯕꯗ, ꯅꯤꯡꯊꯧꯃꯆꯥ ꯑꯗꯨꯅ ꯀꯩꯗꯧꯅꯨꯡꯗ ꯂꯤꯇꯜ ꯃꯔꯃꯦꯗ ꯑꯗꯨ ꯎꯈꯤꯗꯦ ꯅꯠꯇ꯭ꯔꯒ ꯑꯍꯥꯟꯕꯗ ꯃꯍꯥꯛꯀꯤ ꯄꯨꯟꯁꯤ ꯀꯟꯕꯤꯈꯤꯕ ꯑꯗꯨ ꯃꯍꯥꯛꯅꯤ ꯍꯥꯏꯕ ꯑꯗꯨ ꯐꯥꯎꯕ ꯈꯪꯂꯛꯈꯤ꯫ ꯂꯤꯇꯜ ꯃꯔꯃꯦꯗ ꯑꯁꯤ ꯅꯨꯡꯉꯥꯏꯇꯕ ꯑꯣꯏꯔꯛꯏ ꯑꯃꯁꯨꯡ ꯃꯍꯥꯛꯀꯤ ꯃꯕꯣꯛꯇ ꯃꯤꯑꯣꯏꯕꯅ ꯃꯇꯝ ꯆꯨꯞꯄꯗ ꯍꯤꯡꯕ ꯉꯝꯒꯗ꯭ꯔ ꯍꯥꯏꯅ ꯍꯪꯏ꯫ ꯃꯍꯥꯛꯀꯤ ꯃꯕꯣꯛꯅ ꯁꯟꯗꯣꯛꯅ ꯇꯥꯛꯂꯤ ꯃꯗꯨꯗꯤ ꯃꯤꯑꯣꯏꯕꯅ ꯃꯔꯃꯦꯗꯁꯤꯡꯗꯒꯤ (ꯆꯥꯎꯔꯥꯛꯅ ꯆꯍꯤ ꯆꯥꯍꯨꯝ ꯂꯣꯝ) ꯌꯥꯝꯅ ꯇꯦꯟꯕ ꯄꯨꯟꯁꯤ ꯂꯩ, ꯑꯗꯨꯕꯨ ꯃꯈꯣꯏꯒꯤ ꯁꯔꯒꯇ ꯍꯤꯡꯂꯤꯕ ꯃꯇꯝ ꯆꯨꯞꯄꯒꯤ ꯑꯣꯏꯕ ꯊꯋꯥꯏ ꯑꯃ ꯂꯩ, ꯑꯗꯨꯒ ꯃꯔꯃꯦꯗꯁꯤꯡꯅ ꯁꯤꯕ ꯃꯇꯝꯗ ꯁꯃꯨꯗ꯭ꯔꯒꯤ ꯐꯣꯝꯗ ꯑꯣꯟꯊꯣꯛꯏ ꯑꯃꯁꯨꯡ ꯂꯩꯔꯣꯏ꯫ ꯅꯤꯡꯊꯧꯃꯆꯥ ꯑꯃꯁꯨꯡ ꯃꯇꯝ ꯆꯨꯞꯄꯒꯤ ꯑꯣꯏꯕ ꯊꯋꯥꯏ ꯑꯃ ꯄꯥꯝꯖꯕ ꯂꯤꯇꯜ ꯃꯔꯃꯦꯗ ꯑꯗꯨꯅ ꯁꯃꯨꯗ꯭ꯔꯒꯤ ꯈꯨꯗꯣꯡꯊꯤꯅꯤꯡꯉꯥꯏ ꯑꯣꯏꯕ ꯁꯔꯨꯛ ꯑꯃꯗ ꯂꯩꯇꯦ ꯁꯤ ꯋꯤꯆ ꯑꯗꯨꯗ ꯆꯠꯂꯤ꯫ ꯂꯤꯇꯜ ꯃꯔꯃꯦꯗ ꯑꯁꯤꯅ ꯃꯥꯂꯦꯝ ꯄꯨꯝꯕꯗ ꯈ꯭ꯋꯥꯏꯗꯒꯤ ꯄꯨꯛꯅꯤꯡ ꯆꯤꯡꯁꯤꯟꯅꯤꯡꯉꯥꯏ ꯑꯣꯏꯕ ꯈꯣꯟꯖꯦꯜ ꯂꯩꯕꯅ ꯃꯔꯝ ꯑꯣꯏꯗꯨꯅ ꯃꯍꯥꯛꯀꯤ ꯈꯣꯟꯖꯦꯜ (ꯃꯍꯥꯛꯀꯤ ꯃꯆꯤꯟ)ꯒꯤ ꯃꯍꯨꯠꯇ ꯃꯍꯥꯛꯀꯤ ꯈꯣꯡ ꯄꯤꯕ ꯍꯤꯗꯥꯛ ꯑꯃ ꯌꯣꯟꯗꯨꯅ ꯃꯍꯥꯛꯄꯨ ꯃꯁꯥꯅ ꯃꯇꯦꯡ ꯄꯥꯡꯉꯤ꯫ ꯃꯍꯥꯛ ꯃꯤꯑꯣꯏ ꯑꯃ ꯑꯣꯏꯔꯛꯂꯕ ꯃꯇꯝꯗ ꯃꯍꯥꯛ ꯀꯩꯗꯧꯅꯨꯡꯗ ꯁꯃꯨꯗ꯭ꯔꯗ ꯍꯜꯂꯛꯄ ꯉꯝꯂꯣꯏ ꯍꯥꯏꯅ ꯂꯝꯕꯣꯏꯕꯤ ꯑꯗꯨꯅ ꯂꯤꯇꯜ ꯃꯔꯃꯦꯗ ꯑꯗꯨꯗ ꯆꯦꯛꯁꯤꯟꯋꯥ ꯄꯤꯔꯤ꯫ ꯍꯤꯗꯥꯛ ꯑꯗꯨ ꯆꯥꯕꯅ ꯃꯍꯥꯛꯄꯨ ꯃꯍꯥꯛꯀꯤ ꯍꯛꯆꯥꯡꯗ ꯊꯥꯡꯁꯥꯡ ꯑꯃ ꯆꯦꯟꯕꯒꯨꯝ ꯐꯥꯎꯍꯟꯒꯅꯤ꯫ ꯃꯍꯥꯛꯅ ꯐꯒꯠꯂꯕ ꯃꯇꯝꯗ, ꯃꯍꯥꯛꯀꯤ ꯃꯤꯑꯣꯏꯕꯒꯤ ꯈꯣꯡ ꯑꯅꯤ ꯂꯩꯒꯅꯤ ꯑꯃꯁꯨꯡ ꯃꯤꯑꯣꯏ ꯑꯃꯠꯇꯅ ꯃꯃꯥꯡꯗ ꯖꯒꯣꯏ ꯁꯥꯈꯤꯗ꯭ꯔꯤꯕ ꯃꯑꯣꯡꯗ ꯖꯒꯣꯏ ꯁꯥꯕ ꯉꯝꯒꯅꯤ ꯑꯗꯨꯝ ꯑꯣꯏꯅꯃꯛ, ꯃꯍꯥꯛꯀꯤ ꯃꯃꯩ ꯃꯥꯡꯈꯤꯕꯒꯤ ꯑꯅꯥꯕ ꯑꯗꯨꯅ ꯃꯍꯥꯛꯄꯨ ꯀꯩꯗꯧꯉꯩꯗꯁꯨ ꯊꯥꯗꯣꯛꯈꯤꯔꯣꯏ ꯃꯍꯥꯛ ꯂꯦꯞꯄ ꯂꯩꯇꯅ ꯃꯍꯥꯛ ꯑꯀꯟꯕ ꯊꯥꯡꯗ ꯆꯠꯂꯤꯕꯒꯨꯝ ꯐꯥꯎꯒꯅꯤ, ꯑꯃꯁꯨꯡ ꯃꯍꯥꯛꯀꯤ ꯈꯣꯡ ꯑꯗꯨ ꯌꯥꯝꯅ ꯁꯥꯊꯤꯅ ꯏ ꯊꯣꯛꯀꯅꯤ꯫ ꯃꯁꯤꯗꯁꯨ ꯅꯠꯇꯅ, ꯃꯍꯥꯛꯅ ꯅꯤꯡꯊꯧꯃꯆꯥ ꯑꯗꯨꯒꯥ ꯅꯨꯡꯁꯤꯕ ꯑꯗꯨ ꯐꯪꯂꯕꯗꯥ ꯑꯃꯁꯨꯡ ꯃꯍꯥꯛꯀ ꯂꯨꯍꯣꯡꯂꯕꯈꯛꯇꯗ ꯃꯍꯥꯛꯅ ꯊꯋꯥꯏ ꯑꯃ ꯐꯪꯒꯅꯤ, ꯃꯔꯝꯗꯤ ꯃꯗꯨꯒꯤ ꯃꯇꯨꯡꯗ ꯃꯍꯥꯛꯀꯤ ꯊꯋꯥꯏꯒꯤ ꯁꯔꯨꯛ ꯑꯃ ꯃꯍꯥꯛꯀꯤ ꯃꯅꯨꯡꯗ ꯆꯦꯟꯒꯅꯤ꯫ ꯅꯠꯇ꯭ꯔꯕꯗꯤ, ꯃꯍꯥꯛꯅ ꯑꯇꯣꯞꯄ ꯀꯅꯥꯒꯨꯝꯕ ꯑꯃꯒ ꯂꯨꯍꯣꯡꯂꯕ ꯃꯇꯨꯡꯗ ꯑꯍꯥꯟꯕ ꯅꯨꯃꯤꯠꯀꯤ ꯑꯌꯨꯛꯇ, ꯂꯤꯇꯜ ꯃꯔꯃꯦꯗ ꯑꯗꯨ ꯊꯃꯣꯏ ꯀꯥꯏꯔꯕ ꯊꯃꯣꯏ ꯑꯃꯒ ꯂꯣꯏꯅꯅ ꯁꯤꯔꯛꯀꯅꯤ ꯑꯃꯁꯨꯡ ꯏꯊꯛꯁꯤꯡꯒꯤ ꯃꯊꯛꯇ ꯁꯃꯨꯗ꯭ꯔꯒꯤ ꯐꯣꯝꯗ ꯇꯨꯡꯁꯤꯜꯂꯒꯅꯤ꯫ ꯃꯍꯥꯛꯅ ꯊꯧꯔꯥꯡ ꯑꯗꯨꯗ ꯌꯥꯔꯕ ꯃꯇꯨꯡꯗ, ꯂꯤꯇꯜ ꯃꯔꯃꯦꯗ ꯑꯗꯨꯅ ꯅꯤꯡꯊꯧꯃꯆꯥ ꯑꯗꯨꯒꯤ ꯀꯣꯅꯨꯡꯒꯤ ꯃꯅꯥꯛꯇ ꯂꯩꯕ ꯂꯩꯃꯥꯏ ꯑꯗꯨꯗ ꯏꯔꯣꯏ ꯑꯃꯁꯨꯡ ꯍꯤꯗꯥꯛ ꯑꯗꯨ ꯊꯛꯏ꯫ ꯃꯍꯤ ꯑꯗꯨꯅ ꯃꯍꯥꯛꯀꯤ ꯍꯛꯆꯥꯡꯗ ꯊꯥꯡꯁꯥꯡ ꯑꯃꯅ ꯁꯣꯛꯄꯒꯨꯝ ꯐꯥꯎꯋꯤ ꯑꯃꯁꯨꯡ ꯃꯍꯥꯛ ꯃꯃꯤꯠ ꯎꯗꯅ ꯁꯃꯨꯗ꯭ꯔ ꯈꯣꯡꯕꯥꯜꯗ ꯆꯦꯜꯂꯤ꯫